ꯆꯥꯅꯕ ꯁꯔꯚꯤꯁ ꯑꯃꯁꯨꯡ ꯑꯦꯠꯃꯣꯁꯐ꯭ꯌꯔ ꯑꯗꯨ ꯁ꯭ꯀꯦꯜ ꯑꯃꯗꯒꯤ ꯇꯔꯥ ꯐꯥꯎꯗ ꯔꯦꯇꯤꯡ ꯇꯧꯕ ꯔꯦꯁꯇꯣꯔꯦꯟꯇ ꯔꯤꯚꯤꯌꯨ ꯑꯃ ꯁꯦꯝꯃꯨ꯫ ꯑꯩꯍꯥꯛꯅ ꯍꯟꯗꯛꯇ ꯃꯐꯝ ꯑꯗꯨꯒꯤ ꯔꯦꯁꯇꯣꯔꯦꯟꯇ ꯑꯃꯗ ꯆꯠꯈꯤ ꯑꯃꯁꯨꯡ ꯑꯩꯍꯥꯛꯀꯤ ꯑꯦꯛꯁꯄꯔꯤꯌꯦꯟꯁꯇ ꯌꯨꯝꯐꯝ ꯑꯣꯏꯔꯒ ꯑꯩꯍꯥꯛꯀꯤ ꯔꯤꯚꯤꯌꯨ ꯑꯁꯤ ꯃꯐꯝ ꯑꯁꯤꯗ ꯄꯤꯔꯤ꯫ ꯆꯥꯅꯕ: ꯇꯔꯥꯒꯤ ꯃꯅꯨꯡꯗ ꯃꯥꯄꯜ, ꯆꯥꯅꯕ ꯄꯣꯠꯂꯝꯁꯤꯡ ꯑꯁꯤ ꯅꯧꯅ ꯁꯦꯝꯈꯤꯕ, ꯃꯄꯨꯡ ꯐꯥꯅ ꯁꯦꯝ ꯁꯥꯕ ꯑꯃꯁꯨꯡ ꯐꯖꯅ ꯄꯤꯈꯤ꯫ ꯄꯣꯠꯂꯝꯁꯤꯡꯒꯤ ꯃꯒꯨꯟ ꯑꯃꯁꯨꯡ ꯃꯁꯛ ꯃꯑꯣꯡꯁꯤꯡ ꯑꯁꯤ ꯃꯀꯣꯛ ꯊꯣꯡꯕ ꯑꯣꯏꯈꯤ ꯑꯃꯁꯨꯡ ꯄꯨꯝꯅꯃꯛ ꯃꯄꯨꯡ ꯐꯥꯅ ꯁꯦꯝꯈꯤ꯫ ꯁꯔꯚꯤꯁ: ꯇꯔꯥꯒꯤ ꯃꯅꯨꯡꯗ ꯅꯤꯄꯥꯜ, ꯔꯦꯁꯇꯣꯔꯦꯟꯇ ꯑꯗꯨꯗ ꯁꯔꯚꯤꯁ ꯑꯁꯤ ꯌꯥꯝꯅ ꯅꯨꯡꯉꯥꯏꯕ ꯑꯣꯏꯈꯤ꯫ ꯁ꯭ꯇꯥꯐꯁꯤꯡꯅ ꯃꯤꯠꯌꯦꯡ ꯆꯪꯕ, ꯃꯔꯨꯞ-ꯃꯄꯥꯡ ꯑꯣꯏꯕ ꯑꯃꯁꯨꯡ ꯃꯇꯦꯡ ꯄꯥꯡꯕ ꯃꯤꯑꯣꯏꯁꯤꯡ ꯑꯣꯏꯈꯤ꯫ ꯃꯈꯣꯏꯅ ꯑꯩꯈꯣꯏꯒꯤ ꯑꯣꯔꯗꯔꯁꯤꯡ ꯌꯥꯝꯅ ꯊꯨꯅ ꯂꯧꯈꯤ, ꯔꯤꯀꯃꯦꯟꯗꯦꯁꯟꯁꯤꯡ ꯄꯤꯈꯤ ꯑꯃꯁꯨꯡ ꯑꯩꯈꯣꯏꯒꯤ ꯊꯛꯅꯕꯁꯤꯡ ꯑꯃꯨꯛ ꯍꯟꯅ ꯊꯝꯈꯤ꯫ ꯃꯁꯤꯒꯤ ꯑꯃꯠꯇ ꯉꯥꯏꯔꯕ ꯑꯍꯣꯡꯕ ꯑꯁꯤ ꯑꯩꯈꯣꯏꯒꯤ ꯆꯤꯟꯖꯥꯛ ꯉꯥꯏꯕꯒꯤ ꯃꯇꯝ ꯑꯁꯤ ꯑꯣꯏꯕ ꯌꯥꯏ, ꯃꯁꯤꯅ ꯊꯥꯖꯈꯤꯕꯗꯒꯤ ꯈꯔ ꯍꯦꯟꯅ ꯃꯇꯝ ꯆꯪꯈꯤ꯫ ꯑꯦꯠꯃꯣꯁꯐ꯭ꯌꯔ: ꯇꯔꯥꯒꯤ ꯃꯅꯨꯡꯗ ꯃꯥꯄꯜ, ꯔꯦꯁꯇꯣꯔꯦꯟꯇꯀꯤ ꯑꯦꯠꯃꯣꯁꯐ꯭ꯌꯔ ꯑꯁꯤ ꯇꯔꯥꯝꯅ ꯑꯣꯛꯄ ꯑꯃꯁꯨꯡ ꯅꯨꯡꯉꯥꯏꯕ ꯑꯣꯏꯈꯤ꯫ ꯗꯦꯀꯣꯔ ꯑꯁꯤ ꯏꯂꯤꯒꯦꯟꯇ ꯑꯃꯁꯨꯡ ꯀꯧꯕ ꯌꯥꯕ ꯑꯣꯏꯈꯤ, ꯇꯔꯨ ꯇꯅꯥꯟꯕ ꯃꯉꯥꯜ ꯑꯃꯁꯨꯡ ꯅꯨꯡꯉꯥꯏꯕ ꯐꯝꯐꯝ ꯌꯥꯎꯈꯤ꯫ ꯅꯣꯡꯂꯩ-ꯅꯨꯡꯁꯤꯠꯀꯤ ꯊꯥꯛ ꯑꯗꯨ ꯌꯥꯝꯅ ꯆꯨꯝꯃꯤ, ꯌꯥꯝꯅ ꯊꯨꯅ ꯌꯥꯡꯅ ꯋꯥꯔꯤ ꯁꯥꯅꯕ ꯌꯥꯍꯟꯈꯤ꯫ ꯑꯄꯨꯟꯕ ꯑꯣꯏꯅ ꯌꯥꯝꯅ ꯅꯨꯡꯉꯥꯏꯕ ꯆꯥꯛ ꯊꯣꯡꯕꯒꯤ ꯑꯦꯛꯁꯄꯔꯤꯌꯦꯟꯁ ꯑꯃ ꯑꯣꯏꯈꯤ꯫ ꯑꯄꯨꯟꯕ ꯑꯣꯏꯅ ꯑꯩꯍꯥꯛꯅ ꯔꯦꯁꯇꯣꯔꯦꯟꯇ ꯑꯁꯤꯒꯤ ꯃꯆꯤ ꯑꯣꯏꯕ ꯆꯤꯟꯖꯥꯛ, ꯏꯐꯤꯁꯤꯌꯦꯟꯇ ꯁꯔꯚꯤꯁ ꯑꯃꯁꯨꯡ ꯅꯨꯡꯉꯥꯏꯕ ꯑꯦꯠꯃꯣꯁꯐ꯭ꯌꯔ ꯑꯁꯤꯒꯤꯗꯃꯛ ꯌꯥꯝꯅ ꯇꯛꯁꯤꯠꯒꯅꯤ꯫ ꯏꯀꯣꯁꯤꯁꯇꯦꯝ ꯑꯃꯗ ꯌꯥꯎꯔꯤꯕ ꯍꯤꯡꯂꯤꯕ ꯖꯤꯕꯁꯤꯡꯒꯤ ꯃꯔꯛꯇ ꯂꯩꯕ ꯃꯔꯤ ꯃꯈꯜ ꯑꯃ ꯐꯣꯡꯗꯣꯛꯎ꯫ ꯏꯀꯣꯁꯤꯁꯇꯦꯝ ꯑꯃꯗ ꯍꯤꯡꯂꯤꯕ ꯖꯤꯕꯁꯤꯡꯒꯤ ꯃꯔꯛꯇ ꯊꯣꯛꯄ ꯃꯔꯤ ꯃꯈꯜ ꯀꯌꯥ ꯂꯩ꯫ ꯀꯃꯟ ꯑꯣꯏꯕ ꯑꯃꯁꯨꯡ ꯃꯔꯨꯑꯣꯏꯕ ꯃꯈꯜ ꯑꯃꯕꯨ ꯁꯤꯝꯕꯣꯏꯁꯤꯁ ꯍꯥꯏꯅ ꯀꯧꯏ꯫ ꯁꯤꯝꯕꯣꯏꯁꯤꯁ ꯍꯥꯏꯕꯁꯤꯅ ꯁ꯭ꯄꯦꯁꯤꯁ ꯑꯅꯤ ꯅꯠꯇ꯭ꯔꯒ ꯃꯁꯤꯗꯒꯤ ꯍꯦꯟꯕꯒꯤ ꯃꯔꯛꯇ ꯂꯩꯕ ꯅꯛꯅꯕ, ꯃꯇꯝ ꯁꯥꯡꯅ ꯆꯠꯄ ꯃꯔꯤ ꯑꯃ ꯍꯥꯏꯕꯁꯤꯕꯨ ꯈꯪꯅꯩ, ꯃꯗꯨꯗ ꯌꯥꯝꯗ꯭ꯔꯕꯗ ꯁ꯭ꯄꯦꯁꯤꯁ ꯑꯃꯅ ꯃꯔꯤ ꯑꯁꯤꯗꯒꯤ ꯀꯥꯟꯅꯕ ꯐꯪꯏ꯫ ꯁꯤꯝꯕꯣꯏꯇꯤꯛ ꯑꯣꯏꯕ ꯃꯔꯤ ꯃꯈꯜ ꯀꯌꯥ ꯂꯩ, ꯃꯈꯣꯏꯁꯤꯡ ꯑꯗꯨꯗꯤ: ꯃ꯭ꯌꯨꯆꯨꯑꯦꯂꯤꯖꯝ: ꯃꯁꯤ ꯁꯤꯝꯕꯣꯏꯇꯤꯛ ꯑꯣꯏꯕ ꯃꯔꯤ ꯑꯃꯅꯤ, ꯃꯁꯤꯗ ꯁ꯭ꯄꯦꯁꯤꯁ ꯑꯅꯤꯃꯛꯅ ꯏꯟꯇꯔꯦꯛꯁꯟ ꯑꯗꯨꯗꯒꯤ ꯀꯥꯟꯅꯕ ꯐꯪꯏ꯫ ꯈꯨꯗꯝ ꯑꯃꯗꯤ ꯃꯍꯩ-ꯃꯔꯣꯡ ꯊꯥꯕ ꯄꯥꯝꯕꯤꯁꯤꯡ ꯑꯃꯁꯨꯡ ꯃꯈꯣꯏꯒꯤ ꯄꯣꯂꯤꯅꯦꯇꯔꯁꯤꯡꯒꯤ ꯃꯔꯛꯇ ꯂꯩꯔꯤꯕ ꯃꯔꯤ ꯑꯁꯤꯅꯤ꯫ ꯄꯥꯝꯕꯤ ꯑꯁꯤꯅ ꯏꯟꯁꯦꯛꯇꯀꯤꯗꯃꯛꯇ ꯅꯦꯛꯇꯔ ꯄꯤꯔꯤ, ꯑꯗꯨꯒ ꯏꯟꯁꯦꯛꯇ ꯑꯁꯤꯅ ꯄꯥꯝꯕꯤ ꯑꯁꯤꯒꯤꯗꯃꯛꯇ ꯃꯔꯨꯑꯣꯏꯕ ꯄꯣꯂꯤꯅꯦꯁꯟ ꯁꯔꯚꯤꯁꯁꯤꯡ ꯄꯤꯔꯤ꯫ ꯀꯃꯦꯟꯁꯥꯂꯤꯖꯝ: ꯁꯤꯝꯕꯣꯏꯁꯤꯁꯀꯤ ꯃꯈꯜ ꯑꯁꯤꯗ, ꯁ꯭ꯄꯦꯁꯤꯁ ꯑꯃꯅ ꯀꯥꯟꯅꯕ ꯐꯪꯏ ꯑꯗꯨꯒ ꯑꯇꯣꯞꯄ ꯑꯃꯅ ꯁꯣꯛꯍꯜꯂꯣꯏ꯫ ꯈꯨꯗꯝ ꯑꯣꯏꯅ, ꯎꯃꯪ ꯑꯃꯗ ꯑꯃꯥꯡ-ꯑꯇꯥ ꯊꯣꯛꯍꯟꯗꯅ ꯅꯠꯇ꯭ꯔꯒ ꯃꯗꯨꯒꯤ ꯒ꯭ꯔꯣꯊꯇ ꯑꯀꯥꯏꯕ ꯄꯤꯗꯅ ꯎꯆꯦꯛ ꯑꯃ ꯁꯥꯕ꯫ ꯄꯦꯔꯥꯁꯥꯏꯇꯤꯖꯝ: ꯃ꯭ꯌꯨꯆꯨꯑꯦꯂꯤꯖꯝ ꯑꯃꯁꯨꯡ ꯀꯃꯦꯟꯁꯥꯂꯤꯖꯝꯒ ꯃꯥꯟꯅꯗꯕ, ꯄꯦꯔꯥꯁꯥꯏꯇꯤꯖꯝ ꯍꯥꯐꯕꯁꯤꯗ ꯑꯇꯣꯞꯄ ꯁ꯭ꯄꯦꯁꯤꯁ ꯑꯃꯅ ꯑꯇꯣꯞꯄ ꯍꯣꯁ꯭ꯠꯀꯤ ꯃꯃꯜꯗ ꯀꯥꯟꯅꯕ ꯐꯪꯕꯁꯤ ꯌꯥꯎꯏ꯫ ꯀꯃꯟ ꯑꯣꯏꯕ ꯈꯨꯗꯝ ꯑꯃꯗꯤ ꯄꯦꯔꯥꯁꯥꯏꯠ ꯑꯃꯅ ꯃꯁꯥꯒꯤ ꯍꯣꯁ꯭ꯠꯀꯤ ꯏ ꯅꯠꯇ꯭ꯔꯒ ꯅ꯭ꯌꯨꯇ꯭ꯔꯤꯑꯦꯟꯇꯁꯤꯡ ꯄꯤꯖꯗꯨꯅ ꯑꯌꯥꯝꯕ ꯃꯇꯝꯗ ꯑꯁꯣꯛ-ꯑꯄꯟ ꯊꯣꯛꯍꯜꯂꯤ꯫ ꯍꯥꯐꯔꯤꯕ ꯁꯤꯝꯕꯣꯏꯇꯤꯛ ꯑꯣꯏꯕ ꯃꯔꯤꯁꯤꯡ ꯑꯁꯤꯅ ꯏꯀꯣꯁꯤꯁ꯭ꯇꯦꯝ ꯑꯃꯒꯤ ꯃꯅꯨꯡꯗ ꯍꯤꯡꯂꯤꯕ ꯖꯤꯕꯁꯤꯡꯒꯤ ꯃꯔꯛꯇ ꯂꯩꯔꯤꯕ ꯃꯔꯤ ꯑꯃꯁꯨꯡ ꯑꯃꯒ ꯑꯃꯒ ꯁꯝꯅꯔꯤꯕ ꯑꯗꯨ ꯐꯣꯡꯗꯣꯛꯂꯤ꯫ ꯁꯤꯝꯕꯣꯏꯁꯤꯁꯇ ꯌꯥꯎꯗꯨꯅ, ꯁ꯭ꯄꯦꯁꯤꯁꯁꯤꯡꯅ ꯃꯈꯣꯏꯒꯤ ꯍꯤꯡꯕꯒꯤ ꯆꯥꯡ ꯐꯒꯠꯍꯟꯕ ꯉꯝꯃꯤ, ꯃꯁꯤꯅ ꯏꯀꯣꯁꯤꯁꯇꯦꯝꯒꯤ ꯑꯄꯨꯟꯕ ꯕꯦꯂꯦꯟꯁꯇ ꯃꯇꯦꯡ ꯄꯥꯡꯏ꯫